ꯄꯥꯟꯗꯥꯒꯤ ꯃꯇꯥꯡꯗꯥ ꯇꯣꯉꯥꯟ-ꯇꯣꯉꯥꯟꯕꯥ ꯋꯥꯐꯝ ꯑꯍꯨꯝ ꯄꯟꯕꯤꯌꯨ꯫ ꯄꯥꯟꯗꯥꯁꯤꯡ ꯑꯁꯤ ꯆꯥꯏꯅꯥꯒꯤ ꯕꯦꯝꯕꯣꯛ ꯎꯃꯪꯗꯥ ꯂꯩꯕꯥ ꯃꯤꯑꯣꯏꯁꯤꯡꯅꯤ꯫ ꯄꯥꯟꯗꯥꯁꯤꯡ ꯑꯁꯤ ꯎꯔꯁꯤꯗꯥꯏ ꯏꯃꯨꯡꯒꯤ ꯃꯅꯨꯡ ꯆꯜꯂꯤ, ꯃꯁꯤꯗꯥ ꯄꯣꯂꯥꯔ ꯕꯦꯌꯥꯔ ꯑꯃꯁꯨꯡ ꯕ꯭ꯔꯥꯎꯟ ꯕꯦꯌꯔꯒꯨꯝꯕꯥ ꯑꯇꯣꯞꯄꯥ ꯃꯈꯜ ꯀꯌꯥ ꯌꯥꯎꯔꯤ꯫ ꯃꯈꯣꯏ ꯑꯁꯤ ꯆꯥꯎꯔꯥꯛꯅꯥ ꯈꯥ-ꯅꯣꯡꯄꯣꯛ ꯊꯪꯕꯥ ꯆꯥꯏꯅꯥꯗ ꯈꯛꯇꯃꯛ ꯎꯕꯥ ꯐꯪꯏ ꯃꯐꯝ ꯑꯗꯨꯗꯥ ꯃꯈꯣꯏ ꯑꯁꯤ ꯕꯦꯝꯕꯣꯛ ꯎꯃꯪꯗꯥ ꯂꯩ ꯑꯃꯁꯨꯡ ꯆꯥꯎꯔꯥꯛꯅꯥ ꯃꯄꯨꯡꯐꯥꯅꯥ ꯕꯦꯝꯕꯣꯛꯀꯤ ꯃꯅꯥ-ꯃꯁꯤꯡ ꯑꯃꯁꯨꯡ ꯄꯥꯝꯕꯤꯁꯤꯡꯗꯥ ꯍꯤꯡꯏ꯫ ꯄꯥꯟꯗꯥꯁꯤꯡ ꯑꯁꯤ ꯃꯈꯣꯏꯒꯤ ꯕꯦꯝꯕꯣꯛ ꯌꯥꯎꯕꯥ ꯗꯥꯏꯠꯀꯤꯗꯃꯛ ꯆꯨꯅꯕꯥ ꯑꯈꯟꯅꯕꯥ ꯗꯥꯏꯖꯦꯁꯇꯤꯞ ꯁꯤꯁꯇꯦꯝ ꯑꯃꯥ ꯂꯩ꯫ ꯄꯥꯟꯗꯥ ꯑꯃꯒꯤ ꯗꯥꯏꯖꯦꯁꯇꯤꯞ ꯁꯤꯁꯇꯦꯝ ꯑꯁꯤ ꯕꯦꯝꯕꯣꯛꯀꯤ ꯁꯦꯂꯨꯂꯣꯖ ꯌꯥꯝꯅꯥ ꯌꯥꯎꯕꯥ ꯗꯥꯏꯠ ꯑꯗꯨ ꯄ꯭ꯔꯣꯁꯦꯁ ꯇꯧꯕꯗꯥ ꯆꯨꯝꯊꯣꯛꯏ꯫ ꯃꯈꯣꯏꯒꯤ ꯗꯥꯏꯖꯦꯁꯇꯤꯞ ꯇ꯭ꯔꯦꯛꯁꯤꯡꯗꯥ ꯑꯈꯟꯅꯕꯥ ꯕꯦꯛꯇꯦꯔꯤꯌꯥ ꯌꯥꯎꯏ ꯃꯗꯨꯅꯥ ꯑꯀꯟꯕꯥ ꯁꯦꯂꯨꯂꯣꯖ ꯑꯁꯤ ꯊꯨꯒꯥꯏꯕꯗꯥ ꯃꯇꯦꯡ ꯄꯥꯡꯏ ꯑꯃꯁꯨꯡ ꯌꯥꯔꯤꯕꯃꯈꯩ ꯅ꯭ꯌꯨꯇ꯭ꯔꯤꯁꯟ ꯂꯧꯊꯣꯛꯏ꯫ ꯃꯈꯣꯏꯗꯥ ꯁꯥꯡꯗꯣꯛꯄꯥ ꯑꯆꯧꯕꯥ ꯏꯟꯇꯦꯁꯇꯥꯏꯟ ꯑꯃꯁꯨ ꯂꯩ, ꯃꯗꯨꯅꯥ ꯃꯈꯣꯏꯒꯤ ꯆꯤꯟꯖꯥꯛ ꯑꯗꯨ ꯍꯦꯟꯅꯥ ꯃꯄꯨꯡꯐꯥꯅꯥ ꯍꯟꯖꯤꯟꯍꯟꯕꯥ ꯉꯝꯍꯜꯂꯤ꯫ ꯄꯥꯟꯗꯥꯁꯤꯡ ꯑꯁꯤ ꯂꯝꯗꯝ ꯑꯁꯤꯗꯥ ꯆꯥꯎꯔꯥꯛꯅꯥ ꯃꯤꯁꯤꯡ ꯂꯩꯕꯅꯥ ꯈꯨꯗꯣꯡꯊꯤꯕꯥ ꯅꯪꯂꯤ꯫ ꯏꯟꯇꯔꯅꯦꯁꯟꯅꯦꯜ ꯌꯨꯅꯤꯌꯟ ꯐꯣꯔ ꯀꯟꯖꯔꯕꯦꯁꯟ ꯑꯣꯞ ꯅꯦꯆꯔꯒꯤ ꯔꯦꯠ ꯂꯤꯁꯅꯥ ꯄꯥꯟꯗꯥ ꯑꯁꯤ ꯈꯨꯗꯣꯡꯊꯤꯕꯥ ꯅꯪꯂꯕꯥ ꯃꯈꯜ ꯑꯃꯅꯤ ꯍꯥꯏꯅꯥ ꯀ꯭ꯂꯥꯁꯤꯐꯥꯏ ꯇꯧꯔꯤ, ꯃꯈꯣꯏꯒꯤ ꯃꯁꯤꯡ ꯑꯁꯤ ꯃꯔꯝ ꯀꯌꯥꯒꯤ ꯃꯔꯝꯗꯒꯤ ꯍꯟꯊꯔꯦ꯫ ꯑꯗꯨꯝ ꯑꯣꯏꯅꯃꯛ, ꯄꯥꯟꯗꯥ ꯂꯩꯐꯝ ꯉꯥꯛꯊꯣꯛꯄꯥ ꯑꯃꯁꯨꯡ ꯕ꯭ꯔꯤꯗꯤꯡ ꯄ꯭ꯔꯣꯒ꯭ꯔꯥꯝꯁꯤꯡ ꯂꯤꯡꯈꯠꯄꯥ ꯌꯥꯎꯅꯥ ꯀꯟꯖꯔꯕꯦꯁꯟꯒꯤ ꯍꯣꯠꯅꯔꯤꯕꯁꯤꯡ ꯑꯁꯤꯅꯥ ꯍꯧꯈꯤꯕꯥ ꯆꯍꯤ ꯇꯔꯥꯒꯤ ꯈꯨꯖꯤꯡ ꯀꯌꯥꯗꯒꯤ ꯃꯁ ꯃꯤꯁꯤꯡ ꯍꯦꯟꯒꯠꯂꯛꯄꯒꯤ ꯃꯔꯝ ꯑꯣꯏꯔꯤ꯫ ꯅꯍꯥꯛꯅꯥ ꯄꯥꯈꯤꯕꯥ ꯈ꯭ꯋꯥꯏꯗꯒꯤ ꯅꯧꯕꯥ ꯂꯥꯏꯔꯤꯛ ꯑꯗꯨꯒꯤ ꯃꯇꯥꯡꯗꯥ ꯋꯥꯍꯩ ꯈꯔꯥ ꯏꯕꯤꯌꯨ꯫ ꯀꯝꯄ꯭ꯌꯨꯇꯔ ꯑꯁꯤ ꯂꯥꯏꯕ꯭ꯔꯦꯔꯤ ꯑꯃꯒꯨꯝꯕꯅꯤ꯫ ꯂꯥꯏꯕ꯭ꯔꯦꯔꯤ ꯍꯥꯏꯕꯁꯤ ꯂꯥꯏꯔꯤꯛ ꯑꯃꯁꯨꯡ ꯑꯇꯩ ꯔꯤꯁꯣꯔꯁꯁꯤꯡꯗꯥ ꯊꯝꯂꯤꯕꯥ ꯏꯟꯐꯣꯔꯃꯦꯁꯟꯒꯤ ꯑꯆꯧꯕꯥ ꯈꯣꯝꯖꯤꯟꯕꯥ ꯑꯃꯥ ꯑꯣꯏꯕꯒꯨꯝꯅꯥ, ꯀꯝꯄ꯭ꯌꯨꯇꯔ ꯑꯁꯤꯁꯨ ꯃꯁꯤꯒꯤ ꯃꯦꯃꯣꯔꯤꯗꯥ ꯊꯝꯂꯤꯕꯥ ꯏꯟꯐꯣꯔꯃꯦꯁꯟꯒꯤ ꯑꯆꯧꯕꯥ ꯈꯣꯝꯖꯤꯟꯕꯥ ꯑꯃꯅꯤ꯫ ꯂꯥꯏꯕ꯭ꯔꯦꯔꯤ ꯑꯃꯁꯨꯡ ꯀꯝꯄ꯭ꯌꯨꯇꯔ ꯑꯅꯤꯃꯛꯅꯥ ꯅꯍꯥꯛꯄꯨ ꯑꯆꯧꯕꯥ ꯏꯟꯐꯣꯔꯃꯦꯁꯟ ꯑꯃꯥ ꯑꯦꯛꯁꯦꯁ ꯇꯧꯕꯥ ꯑꯃꯁꯨꯡ ꯑꯣꯔꯒꯥꯅꯥꯏꯖ ꯇꯧꯕꯗꯥ ꯃꯇꯦꯡ ꯄꯥꯡꯏ꯫ ꯂꯥꯏꯕ꯭ꯔꯦꯔꯤ ꯑꯃꯅꯥ ꯅꯍꯥꯛꯄꯨ ꯂꯥꯏꯕ꯭ꯔꯦꯔꯤ ꯑꯃꯗꯥ ꯆꯠꯄꯗꯥ ꯃꯇꯦꯡ ꯄꯥꯡꯕꯒꯨꯝꯅꯥ, ꯀꯝꯄ꯭ꯌꯨꯇꯔꯒꯤ ꯑꯣꯄꯔꯦꯇꯤꯡ ꯁꯤꯁꯇꯦꯝꯅꯥ ꯅꯍꯥꯛꯄꯨ ꯀꯝꯄ꯭ꯌꯨꯇꯔꯗꯥ ꯆꯠꯄꯗꯥ ꯃꯇꯦꯡ ꯄꯥꯡꯏ꯫ ꯂꯥꯏꯕ꯭ꯔꯦꯔꯤ ꯑꯃꯗꯤ ꯀꯝꯄ꯭ꯌꯨꯇꯔ ꯑꯅꯤꯃꯛꯅꯥ ꯂꯦꯞꯇꯅꯥ ꯑꯞꯗꯦꯠ ꯇꯧꯔꯤ ꯑꯃꯁꯨꯡ ꯑꯅꯧꯕꯥ ꯏꯟꯐꯣꯔꯃꯦꯁꯟ ꯍꯥꯞꯆꯤꯜꯂꯤ ꯑꯃꯁꯨꯡ ꯑꯅꯤꯃꯛꯅꯥ ꯃꯈꯣꯏꯒꯤ ꯈ꯭ꯋꯥꯏꯗꯒꯤ ꯐꯕꯥ ꯃꯑꯣꯡꯗꯥ ꯊꯕꯛ ꯇꯧꯅꯕꯒꯤꯗꯃꯛ ꯃꯦꯟꯇꯦꯅꯦꯟꯁ ꯑꯃꯁꯨꯡ ꯑꯣꯔꯒꯥꯅꯥꯏꯖꯦꯁꯟ ꯃꯊꯧ ꯇꯥꯏ꯫ ꯐꯣꯇꯣꯒ꯭ꯔꯥꯐꯤꯒꯤ ꯃꯇꯥꯡꯗꯥ ꯂꯥꯏꯔꯤꯛ ꯑꯃꯥ ꯔꯤꯛꯃꯦꯟ ꯇꯧꯕꯤꯌꯨ꯫ ꯐꯣꯇꯣꯒ꯭ꯔꯥꯐꯤꯒꯤ ꯃꯇꯥꯡꯗꯥ ꯌꯥꯝꯅꯥ ꯔꯤꯛꯃꯦꯟ ꯇꯧꯕꯥ ꯂꯥꯏꯔꯤꯛ ꯑꯃꯗꯤ ꯕ꯭ꯔꯌꯥꯟ ꯄꯤꯇꯔꯁꯟꯒꯤ ꯑꯟꯗꯔꯁ꯭ꯇꯦꯟꯗꯤꯡ ꯑꯦꯛꯁꯄꯣꯖꯔ ꯍꯥꯏꯕꯁꯤꯅꯤ꯫ ꯂꯥꯏꯔꯤꯛ ꯑꯁꯤ ꯀ꯭ꯂꯥꯁꯤꯛ ꯑꯣꯏꯅꯥ ꯂꯧꯅꯩ ꯑꯃꯁꯨꯡ ꯁ꯭ꯀꯤꯜꯒꯤ ꯊꯥꯛ ꯈꯨꯗꯤꯡꯃꯛꯀꯤ ꯐꯣꯇꯣꯒ꯭ꯔꯥꯐꯔꯁꯤꯡꯒꯤ ꯃꯔꯛꯇꯥ ꯌꯥꯝꯅꯥ ꯄꯥꯝꯅꯩ꯫ ꯂꯥꯏꯔꯤꯛ ꯑꯁꯤꯗꯥ ꯄꯤꯇꯔꯁꯟꯅꯥ ꯑꯦꯛꯁꯄꯣꯖꯔꯒꯤ ꯐꯟꯗꯥꯃꯦꯟꯇꯦꯜꯁꯤꯡ ꯑꯃꯁꯨꯡ ꯃꯄꯨꯡ ꯐꯥꯕꯥ ꯁꯣꯠꯊꯔꯕꯥ ꯐꯣꯇꯣ ꯑꯗꯨ ꯂꯧꯁꯤꯟꯅꯕꯥ ꯅꯍꯥꯛꯀꯤ ꯀꯦꯃꯦꯔꯥꯒꯤ ꯁꯦꯇꯤꯡꯁꯤꯡ ꯑꯗꯨ ꯀꯔꯝꯅꯥ ꯁꯤꯖꯤꯟꯅꯒꯗꯒꯦ ꯍꯥꯏꯕꯗꯨ ꯁꯟꯗꯣꯛꯅꯥ ꯇꯥꯛꯂꯤ꯫ ꯃꯍꯥꯛꯅꯥ ꯀ꯭ꯔꯤꯌꯦꯇꯤꯞ ꯇꯦꯛꯅꯤꯛꯁꯤꯡꯁꯨ ꯀꯣꯟꯁꯤꯜꯂꯤ ꯑꯃꯁꯨꯡ ꯀꯝꯄꯣꯖꯤꯁꯟ, ꯂꯥꯏꯇꯤꯡ ꯑꯃꯁꯨꯡ ꯐꯣꯇꯣꯒ꯭ꯔꯥꯐꯤꯒꯤ ꯑꯇꯣꯞꯄꯥ ꯃꯔꯨꯑꯣꯏꯕꯥ ꯃꯆꯥꯛꯁꯤꯡꯒꯤ ꯃꯇꯥꯡꯗꯥ ꯃꯇꯦꯡ ꯑꯣꯏꯕꯥ ꯋꯥꯐꯝꯁꯤꯡ ꯄꯤꯔꯤ꯫ ꯂꯥꯏꯔꯤꯛ ꯑꯁꯤ ꯃꯈꯣꯏꯒꯤ ꯐꯣꯇꯣꯒ꯭ꯔꯥꯐꯤꯒꯤ ꯍꯩꯁꯤꯡꯕꯥ ꯍꯦꯟꯒꯠꯍꯟꯅꯕꯥ ꯍꯣꯠꯅꯔꯤꯕꯥ ꯃꯤꯑꯣꯏ ꯈꯨꯗꯤꯡꯃꯛꯅꯥ ꯄꯥꯕꯥ ꯌꯥꯕꯥ ꯂꯥꯏꯔꯤꯛ ꯑꯃꯅꯤ꯫